ꯀꯣꯕꯤꯗ-ꯇꯔꯥꯃꯥꯄꯜ ꯂꯥꯏꯆꯠꯅ ꯃꯥꯂꯦꯝ ꯁꯤꯟꯕ ꯊꯨꯡꯅ ꯂꯩꯔꯤꯕ ꯃꯤꯑꯣꯏꯁꯤꯡꯒꯤ ꯄꯨꯟꯁꯤꯗ ꯄꯤꯔꯤꯕ ꯁꯥꯐꯨ ꯑꯗꯨ ꯋꯥꯍꯩ ꯈꯔꯈꯛꯇꯗ ꯐꯣꯡꯗꯣꯛꯄꯤꯌꯨ꯫ ꯀꯣꯕꯤꯗ-ꯇꯔꯥꯃꯥꯄꯜ ꯂꯥꯏꯆꯠ ꯑꯁꯤꯅꯥ ꯃꯥꯂꯦꯝ ꯁꯤꯟꯕ ꯊꯨꯡꯅ ꯂꯩꯔꯤꯕ ꯃꯤꯑꯣꯏꯁꯤꯡꯒꯤ ꯄꯨꯟꯁꯤꯗ ꯌꯥꯝꯅ ꯆꯥꯎꯅ ꯏꯊꯤꯜ ꯄꯤꯔꯦ꯫ ꯃꯁꯤꯅꯥ ꯄꯥꯛ ꯁꯟꯅ ꯑꯅꯥꯕ ꯑꯃꯁꯨꯡ ꯁꯤꯕꯥ ꯊꯣꯛꯍꯜꯂꯦ ꯃꯥꯂꯦꯝꯒꯤ ꯁꯦꯟꯃꯤꯠꯂꯣꯟꯗ ꯑꯀꯥꯢꯕ ꯄꯤꯔꯦ ꯑꯃꯁꯨꯡ ꯃꯤꯑꯣꯏꯕꯒꯤ ꯄꯨꯟꯁꯤ ꯊꯕꯛ ꯇꯧꯃꯤꯟꯅꯕꯗ ꯑꯃꯁꯨꯡ ꯋꯥꯔꯤ ꯁꯥꯅꯕꯒꯤ ꯃꯑꯣꯡ ꯃꯇꯧꯗꯥ ꯌꯥꯝꯅꯥ ꯆꯥꯎꯅꯥ ꯑꯍꯣꯡꯕꯥ ꯄꯨꯔꯛꯂꯦ꯫ ꯃꯤꯑꯣꯏ ꯀꯌꯥ ꯑꯃꯅ ꯁꯣꯁꯤꯑꯦꯜ ꯗꯤꯁꯇꯦꯟꯁꯤꯡ, ꯃꯥꯛꯁ ꯎꯞꯄꯥ ꯑꯃꯁꯨꯡ ꯔꯤꯃꯣꯠ ꯋꯥꯔ꯭ꯀꯁꯤꯡ ꯌꯥꯎꯅ ꯑꯅꯧꯕ ꯂꯝꯆꯠ-ꯁꯥꯖꯠꯁꯤꯡ ꯂꯧꯈꯠꯅꯕ ꯋꯥꯁꯛꯈꯤꯕꯒ ꯂꯣꯢꯅꯅ ꯑꯇꯣꯞꯄꯁꯤꯡꯅ ꯃꯈꯣꯢꯒꯤ ꯊꯕꯛ ꯃꯥꯡꯈꯤ ꯅꯠꯇ꯭ꯔꯒ ꯁꯦꯟꯊꯣꯛ ꯌꯥꯝꯅ ꯍꯟꯊꯕ ꯊꯦꯡꯅꯈꯤ꯫ ꯂꯥꯏꯆꯠ ꯑꯁꯤꯅ ꯍꯦꯜꯊꯀꯦꯌꯔ ꯁꯤꯁꯇꯦꯝꯁꯤꯡꯗꯁꯨ ꯋꯥꯈꯜ ꯋꯥꯕ ꯊꯣꯛꯍꯜꯂꯦ ꯑꯃꯁꯨꯡ ꯍꯧꯖꯤꯛ ꯂꯩꯔꯤꯕꯥ ꯈꯦꯟꯅꯕ ꯑꯃꯁꯨꯡ ꯃꯥꯟꯅꯕ ꯂꯩꯇꯕꯁꯤꯡ ꯑꯗꯨ ꯎꯕ ꯐꯪꯍꯜꯂꯦ ꯑꯃꯁꯨꯡ ꯍꯦꯟꯅ ꯆꯦꯠꯁꯤꯜꯍꯜꯂꯦ꯫ ꯂꯣꯡ-ꯇꯔꯝ ꯄ꯭ꯂꯥꯅꯤꯡ ꯑꯁꯤ ꯕꯤꯖꯤꯅꯦꯁꯁꯤꯡꯒꯤꯗꯃꯛꯇ ꯃꯔꯨꯑꯣꯏꯕꯒꯤ ꯃꯔꯝ ꯑꯍꯨꯝ ꯄꯤꯌꯨ꯫ ꯇꯨꯡꯒꯤ ꯁꯤꯡꯅꯕꯁꯤꯡ ꯌꯦꯡꯁꯤꯟꯕ ꯑꯃꯁꯨꯡ ꯃꯃꯥꯡꯗ ꯌꯦꯡꯁꯤꯟꯕꯥ: ꯂꯣꯡ-ꯇꯔꯝ ꯄ꯭ꯂꯥꯅꯤꯡꯅ ꯕꯤꯖꯤꯅꯦꯁꯁꯤꯡꯗ ꯇꯨꯡꯒꯤ ꯁꯤꯡꯅꯕꯁꯤꯡ ꯌꯦꯡꯁꯤꯟꯕ ꯑꯃꯁꯨꯡ ꯂꯥꯛꯀꯗꯧꯔꯤꯕ ꯃꯤꯁꯤꯡꯗ ꯄ꯭ꯂꯥꯟꯁꯤꯡ ꯁꯦꯝꯒꯠꯄ ꯌꯥꯍꯜꯂꯤ ꯃꯁꯤꯅ ꯃꯈꯣꯢꯗ ꯈꯨꯗꯣꯡꯊꯤꯕꯁꯤꯡ ꯑꯃꯁꯨꯡ ꯑꯊꯤꯡꯕꯁꯤꯡ ꯊꯧꯅ ꯐꯥꯕ ꯑꯣꯏꯅ ꯊꯦꯡꯅꯕꯗ ꯃꯇꯦꯡ ꯄꯥꯡꯏ꯫ ꯃꯁꯤꯅꯥ ꯀꯝꯄꯦꯅꯤ ꯑꯁꯤꯕꯨ ꯑꯔꯨꯕ ꯁꯦꯟꯃꯤꯠꯂꯣꯟꯒꯤ ꯐꯤꯚꯝꯁꯤꯡ ꯁꯤꯖꯤꯟꯅꯔꯤꯕ ꯃꯤꯁꯤꯡꯅ ꯗꯤꯃꯥꯟꯗꯗꯥ ꯑꯍꯣꯡꯕ ꯂꯥꯛꯄ ꯅꯠꯇ꯭ꯔꯒ ꯀꯩꯊꯦꯜꯗ ꯊꯥꯖꯗꯕ ꯑꯍꯣꯡꯕꯁꯤꯡꯒꯤ ꯃꯔꯛꯇ ꯆꯠꯄ ꯌꯥꯍꯜꯂꯤ꯫ ꯔꯤꯁꯣꯔꯁ ꯑꯦꯂꯣꯀꯦꯁꯟ: ꯂꯣꯡ-ꯇꯔꯝ ꯄ꯭ꯂꯥꯅꯤꯡꯅ ꯕꯤꯖꯤꯅꯦꯁꯁꯤꯡꯅ ꯃꯈꯣꯢꯒꯤ ꯃꯔꯨꯑꯣꯏꯕ ꯄꯥꯟꯗꯝꯁꯤꯡ ꯑꯃꯁꯨꯡ ꯄꯥꯟꯗꯝꯁꯤꯡꯒ ꯂꯣꯢꯅꯅꯥ ꯔꯤꯁꯣꯔꯁꯁꯤꯡ ꯍꯦꯟꯅ ꯑꯐꯕ ꯑꯣꯏꯅ ꯍꯥꯞꯄ ꯉꯝꯍꯜꯂꯤ꯫ ꯃꯁꯤꯅ ꯀꯝꯄꯦꯅꯤ ꯑꯁꯤꯒꯤ ꯔꯤꯁꯣꯔꯁꯁꯤꯡ ꯈꯨꯗꯝ ꯑꯣꯏꯅ ꯄꯩꯁꯥ, ꯊꯕꯛ ꯇꯧꯕ ꯑꯃꯁꯨꯡ ꯇꯦꯛꯅꯣꯂꯣꯖꯤ ꯑꯁꯤ ꯌꯥꯝꯅ ꯐꯥꯕ ꯑꯣꯏꯅꯥ ꯁꯤꯖꯤꯟꯅꯔꯤ ꯑꯃꯁꯨꯡ ꯈ꯭ꯋꯥꯏꯗꯒꯤ ꯌꯥꯝꯅ ꯚꯦꯜꯌꯨ ꯁꯦꯝꯒꯠꯀꯗꯕ ꯑꯃꯁꯨꯡ ꯁꯦꯜ ꯊꯥꯗꯕꯒꯤ ꯃꯔꯥꯡ ꯀꯥꯏꯅ ꯊꯝꯕ ꯃꯐꯝꯁꯤꯡꯗ ꯁꯣꯏꯗꯅ ꯁꯤꯖꯤꯟꯅꯔꯤ꯫ ꯄꯥꯟꯗꯝ ꯊꯝꯕ ꯑꯃꯁꯨꯡ ꯃꯥꯏꯀꯩ ꯇꯥꯛꯄ: ꯂꯣꯡ-ꯇꯔꯝ ꯄ꯭ꯂꯥꯅꯤꯡꯅ ꯕꯤꯖꯤꯅꯦꯁꯁꯤꯡꯗ ꯃꯌꯦꯛ ꯁꯦꯡꯕ ꯃꯥꯏꯀꯩ ꯇꯥꯛꯄ ꯇꯧꯕꯗ ꯑꯃꯁꯨꯡ ꯐꯪꯕꯥ ꯉꯝꯕ ꯄꯥꯟꯗꯝꯁꯤꯡ ꯊꯝꯕꯗ ꯃꯇꯦꯡ ꯄꯥꯡꯏ꯫ ꯑꯀꯛꯅꯕ ꯃꯥꯄꯥꯜꯒꯤ ꯑꯣꯏꯕ ꯑꯃꯁꯨꯡ ꯃꯇꯝ ꯀꯨꯏꯅ ꯆꯠꯀꯗꯕ ꯄꯥꯟꯗꯝꯁꯤꯡ ꯁꯦꯝꯒꯠꯇꯨꯅ ꯀꯝꯄꯦꯅꯤ ꯑꯁꯤꯅ ꯀꯣꯔꯁꯇ ꯂꯩꯕꯥ ꯑꯃꯁꯨꯡ ꯃꯁꯤꯒꯤ ꯂꯣꯡ-ꯇꯔꯝ ꯁꯥꯡꯅ ꯃꯤꯠꯌꯦꯡ ꯊꯝꯅꯕ ꯍꯦꯟꯅ ꯐꯕ ꯐꯤꯚꯝꯗ ꯂꯩꯔꯤ ꯃꯁꯤꯒꯥ ꯂꯣꯢꯅꯅꯥ ꯈꯣꯡꯊꯥꯡ ꯌꯦꯡꯕ ꯑꯃꯁꯨꯡ ꯋꯥꯈꯜ ꯇꯥꯕꯥ ꯋꯥꯔꯦꯞꯁꯤꯡ ꯂꯧꯕꯥ ꯉꯝꯍꯜꯂꯤ꯫